ꯑꯥꯏꯁꯀ꯭ꯔꯤꯝ ꯑꯃꯁꯨꯡ ꯐ꯭ꯔꯣꯖꯟ ꯌꯣꯒꯔ ꯑꯅꯤꯃꯛ ꯑꯁꯤ ꯃꯤꯑꯣꯏ ꯀꯌꯥꯅꯥ ꯅꯨꯡꯉꯥꯏꯕꯥ ꯃꯤꯌꯥꯝꯅꯥ ꯄꯥꯝꯅꯕꯥ ꯐ꯭ꯔꯣꯖꯟ ꯗꯦꯖ꯭ꯔꯠꯅꯤ꯫ ꯃꯈꯣꯏꯅꯥ ꯃꯥꯟꯅꯕꯥ ꯈꯔꯥ ꯂꯩꯔꯕꯁꯨ ꯃꯈꯣꯏꯒꯤ ꯃꯔꯛꯇꯥ ꯃꯔꯨꯑꯣꯏꯕꯥ ꯈꯦꯠꯅꯕꯥ ꯀꯌꯥ ꯂꯩꯔꯤ꯫ ꯃꯈꯥꯗꯥ ꯄꯤꯔꯤꯕꯥ ꯇ꯭ꯔꯤꯠ ꯑꯅꯤ ꯑꯁꯤꯒꯤ ꯃꯔꯛꯇꯥ ꯆꯥꯡꯗꯝꯅꯕꯥ ꯑꯃꯁꯨꯡ ꯈꯦꯠꯅꯕꯥ ꯈꯔꯥ ꯄꯤꯔꯤ: ꯄꯣꯠꯁꯛꯁꯤꯡ: ꯑꯥꯏꯁꯀ꯭ꯔꯤꯝ ꯑꯃꯁꯨꯡ ꯐ꯭ꯔꯣꯖꯟ ꯌꯣꯒꯔꯒꯤ ꯃꯔꯛꯇꯥ ꯂꯩꯕꯥ ꯃꯔꯨꯑꯣꯏꯕꯥ ꯈꯦꯠꯅꯕꯥ ꯑꯃꯗꯤ ꯃꯈꯣꯏꯕꯨ ꯁꯦꯝꯕꯗꯥ ꯁꯤꯖꯤꯟꯅꯔꯤꯕꯥ ꯄꯣꯠꯁꯛꯁꯤꯡ ꯑꯁꯤꯅꯤ꯫ ꯑꯥꯏꯁꯀ꯭ꯔꯤꯝ ꯑꯁꯤ ꯃꯍꯧꯁꯥꯅꯥ ꯀ꯭ꯔꯤꯝ, ꯆꯤꯅꯤ ꯑꯃꯁꯨꯡ ꯃꯁꯛ ꯊꯣꯛꯄꯥ ꯄꯣꯠꯁꯛꯁꯤꯡꯅꯥ ꯁꯦꯝꯕꯅꯤ, ꯑꯗꯨꯒꯥ ꯐ꯭ꯔꯣꯖꯟ ꯌꯣꯒꯔ ꯑꯁꯤ ꯌꯣꯒꯔ, ꯆꯤꯅꯤ ꯑꯃꯁꯨꯡ ꯃꯁꯛ ꯃꯑꯣꯡꯁꯤꯡꯒꯥ ꯂꯣꯏꯅꯅꯥ ꯁꯦꯝꯕꯅꯤ꯫ ꯐ꯭ꯔꯣꯖꯟ ꯌꯣꯒꯔꯗꯥ ꯁꯤꯖꯤꯟꯅꯔꯤꯕꯥ ꯌꯣꯒꯔ ꯑꯁꯤ ꯃꯍꯧꯁꯥꯅꯥ ꯀꯜꯆꯔ ꯇꯧꯔꯕꯥ ꯁꯪꯒꯣꯝꯅꯤ, ꯃꯁꯤꯅꯥ ꯇꯥꯛꯄꯗꯤ ꯃꯁꯤꯗꯥ ꯁꯪꯒꯣꯝ ꯑꯗꯨ ꯐꯔꯃꯦꯟꯇ ꯇꯧꯕꯗꯥ ꯃꯇꯦꯡ ꯄꯥꯡꯂꯤꯕꯥ ꯂꯥꯏꯕ ꯕꯦꯛꯇꯦꯔꯤꯌꯥ ꯀꯜꯆꯔꯁꯤꯡ ꯌꯥꯎꯏ ꯑꯃꯁꯨꯡ ꯃꯁꯤꯗꯥ ꯇꯦꯡꯕꯥꯡꯒꯤ ꯃꯁꯛ ꯑꯃꯥ ꯄꯤ꯫ ꯐ꯭ꯂꯦꯕꯔ ꯑꯃꯁꯨꯡ ꯇꯦꯛꯁꯆꯔ: ꯁꯤꯖꯤꯟꯅꯔꯤꯕꯥ ꯇꯣꯉꯥꯟ-ꯇꯣꯉꯥꯟꯕꯥ ꯄꯣꯠꯁꯛꯁꯤꯡꯅꯥ ꯃꯔꯝ ꯑꯣꯏꯗꯨꯅꯥ ꯑꯥꯏꯁꯀ꯭ꯔꯤꯝ ꯑꯃꯁꯨꯡ ꯐ꯭ꯔꯣꯖꯟ ꯌꯣꯒꯔ ꯑꯁꯤ ꯃꯤꯠꯇꯥ ꯃꯁꯛ ꯊꯣꯛꯄꯥ ꯑꯃꯁꯨꯡ ꯇꯣꯉꯥꯟ-ꯇꯣꯉꯥꯟꯕꯥ ꯃꯑꯣꯡꯗꯥ ꯐꯥꯎꯏ꯫ ꯑꯥꯏꯁꯀ꯭ꯔꯤꯝ ꯑꯁꯤ ꯃꯆꯤ ꯑꯣꯏ ꯑꯃꯁꯨꯡ ꯀ꯭ꯔꯤꯝ ꯑꯃꯁꯨꯡ ꯐꯦꯠ ꯌꯥꯎꯕꯅꯥ ꯃꯔꯝ ꯑꯣꯏꯗꯨꯅꯥ ꯔꯤꯆ ꯑꯣꯏꯕꯥ, ꯀ꯭ꯔꯤꯝ ꯌꯥꯎꯕꯥ ꯇꯦꯛꯁꯆꯔ ꯑꯃꯥ ꯂꯩ꯫ ꯑꯃꯔꯣꯝꯗꯥ, ꯐ꯭ꯔꯣꯖꯟ ꯌꯣꯒꯔ ꯑꯁꯤ ꯌꯣꯒꯔꯅꯥ ꯃꯔꯝ ꯑꯣꯏꯗꯨꯅꯥ ꯇꯦꯟꯖꯤꯌꯔ ꯑꯃꯁꯨꯡ ꯃꯆꯤ ꯑꯣꯏꯕꯥ ꯍꯟꯊꯩ, ꯑꯃꯁꯨꯡ ꯃꯁꯤꯗꯥ ꯐꯦꯠ ꯍꯟꯊꯕꯅꯥ ꯃꯔꯝ ꯑꯣꯏꯗꯨꯅꯥ ꯈꯔꯥ ꯍꯦꯟꯅꯥ ꯂꯨꯝꯕꯥ ꯇꯦꯛꯁꯆꯔ ꯂꯩ꯫ ꯐꯦꯠ ꯑꯃꯁꯨꯡ ꯀꯦꯂꯣꯔꯤꯒꯤ ꯆꯥꯡꯁꯤꯡ ꯑꯥꯏꯁꯀ꯭ꯔꯤꯝ ꯑꯃꯁꯨꯡ ꯐ꯭ꯔꯣꯖꯟ ꯌꯣꯒꯔꯒꯤ ꯃꯔꯛꯇꯥ ꯂꯩꯕꯥ ꯑꯇꯣꯞꯄꯥ ꯈꯦꯠꯅꯕꯥ ꯑꯃꯗꯤ ꯐꯦꯠ ꯑꯃꯁꯨꯡ ꯀꯦꯂꯣꯔꯤꯒꯤ ꯆꯥꯡ ꯑꯁꯤꯅꯤ꯫ ꯑꯥꯏꯁꯀ꯭ꯔꯤꯝ ꯑꯁꯤ ꯃꯍꯧꯁꯥꯅꯥ ꯀ꯭ꯔꯤꯝ ꯌꯥꯎꯕꯅꯥ ꯃꯔꯝ ꯑꯣꯏꯗꯨꯅꯥ ꯀꯦꯂꯣꯔꯤ ꯑꯃꯁꯨꯡ ꯐꯦꯠ ꯑꯅꯤꯃꯛꯇꯥ ꯍꯦꯟꯅꯥ ꯌꯥꯎꯏ꯫ ꯃꯥꯏꯀꯩ ꯑꯃꯔꯣꯝꯗꯥ ꯐ꯭ꯔꯣꯖꯟ ꯌꯣꯒꯔ ꯑꯁꯤ ꯀ꯭ꯔꯤꯝꯒꯤ ꯃꯍꯨꯠꯇꯥ ꯌꯣꯒꯔꯅꯥ ꯁꯦꯝꯕꯅꯥ ꯃꯔꯝ ꯑꯣꯏꯗꯨꯅꯥ ꯀꯦꯂꯣꯔꯤ ꯑꯃꯁꯨꯡ ꯐꯦꯠ ꯍꯟꯊꯕꯥ ꯌꯥꯏ꯫ ꯑꯗꯨꯝ ꯑꯣꯏꯅꯃꯛ, ꯄꯟꯒꯗꯕꯥ ꯋꯥꯐꯝ ꯑꯃꯅꯥ ꯑꯥꯏꯁꯀ꯭ꯔꯤꯝ ꯑꯃꯁꯨꯡ ꯐ꯭ꯔꯣꯖꯟ ꯌꯣꯒꯔ ꯑꯅꯤꯃꯛꯀꯤ ꯅ꯭ꯌꯨꯇ꯭ꯔꯤꯁꯅꯦꯜ ꯚꯦꯜꯂꯨꯁꯤꯡ ꯑꯁꯤ ꯔꯦꯁꯤꯄꯤ ꯑꯃꯁꯨꯡ ꯄꯤꯖꯕꯒꯤ ꯆꯥꯡꯒꯤ ꯃꯇꯨꯡ ꯏꯟꯅꯥ ꯌꯥꯝꯅꯥ ꯈꯦꯠꯅꯕꯥ ꯌꯥꯏ, ꯃꯔꯝ ꯑꯗꯨꯅꯥ ꯅꯍꯥꯛꯅꯥ ꯀꯔꯤ ꯆꯥꯔꯤꯕꯒꯦ ꯍꯥꯏꯕꯒꯤ ꯑꯆꯨꯝꯕꯥ ꯋꯥꯈꯜꯂꯣꯟ ꯑꯃꯥ ꯐꯪꯅꯕꯒꯤꯗꯃꯛ ꯂꯦꯕꯦꯜꯁꯤꯡ ꯑꯗꯨ ꯃꯇꯝ ꯄꯨꯝꯅꯃꯛꯇꯥ ꯌꯦꯡꯁꯤꯟꯕꯥ ꯑꯁꯤ ꯌꯥꯝꯅꯥ ꯃꯔꯨꯑꯣꯏ꯫ ꯄꯨꯋꯥꯔꯤꯒꯤ ꯑꯣꯏꯕꯥ ꯃꯑꯣꯡ: ꯑꯥꯏꯁꯀ꯭ꯔꯤꯝ ꯑꯁꯤ ꯐ꯭ꯔꯣꯖꯟ ꯌꯣꯒꯔꯒꯥ ꯆꯥꯡꯗꯝꯅꯕꯗꯥ ꯍꯦꯟꯅꯥ ꯁꯥꯡꯂꯕꯥ ꯄꯨꯋꯥꯔꯤ ꯑꯃꯥ ꯂꯩ꯫ ꯑꯥꯏꯁꯀ꯭ꯔꯤꯝꯒꯤ ꯍꯧꯔꯛꯐꯝ ꯑꯁꯤ ꯑꯔꯤꯕꯥ ꯄꯥꯔꯁꯤꯌꯥ, ꯒ꯭ꯔꯤꯁ ꯑꯃꯁꯨꯡ ꯆꯥꯏꯅꯥꯗꯒꯤ ꯍꯧꯔꯛꯄꯥ ꯌꯥꯏ, ꯑꯗꯨꯒꯥ ꯐ꯭ꯔꯣꯖꯟ ꯌꯣꯒꯔ ꯑꯁꯤ ꯌꯥꯝꯅꯥ ꯃꯣꯔꯗꯟ ꯏꯟꯚꯦꯟꯁꯟ ꯑꯃꯅꯤ, ꯃꯁꯤ ꯑꯍꯥꯟꯕꯥ ꯑꯣꯏꯅꯥ ꯂꯤꯁꯤꯡꯑꯃꯥ ꯆꯥꯝꯃꯥꯄꯟ ꯍꯨꯝꯐꯨꯇꯔꯥꯒꯤ ꯃꯌꯥꯏ ꯆꯜꯂꯛꯄꯗꯥ ꯑꯃꯦꯔꯤꯀꯥꯗꯥ ꯊꯣꯛꯈꯤ꯫ ꯂꯣꯏꯁꯤꯜꯂꯛꯄꯗꯥ, ꯑꯥꯏꯁꯀ꯭ꯔꯤꯝ ꯑꯃꯁꯨꯡ ꯐ꯭ꯔꯣꯖꯟ ꯌꯣꯒꯔ ꯑꯅꯤꯃꯛ ꯃꯆꯤ ꯑꯣꯏꯕꯥ ꯐ꯭ꯔꯣꯖꯟ ꯇ꯭ꯔꯤꯠꯁꯤꯡ ꯑꯣꯏꯔꯕꯁꯨ, ꯃꯈꯣꯏꯒꯤ ꯄꯣꯠꯂꯝꯁꯤꯡ, ꯃꯁꯛ, ꯇꯦꯛꯁꯆꯔ, ꯐꯦꯠ ꯑꯃꯁꯨꯡ ꯀꯦꯂꯣꯔꯤꯒꯤ ꯆꯥꯡ, ꯑꯃꯁꯨꯡ ꯄꯨꯋꯥꯔꯤꯒꯤ ꯑꯣꯏꯕꯥ ꯍꯧꯔꯛꯐꯝꯁꯤꯡꯗꯥ ꯈꯦꯠꯅꯩ꯫